ꯁꯣꯅꯤꯌꯥ ꯍꯤꯖꯝ ꯑꯁꯤ ꯃꯅꯤꯄꯨꯔꯒꯤ ꯁꯛꯅꯥꯢꯔꯕꯤ ꯁꯛꯇꯝ ꯂꯥꯡꯕꯤ ꯁꯤꯟꯂꯣꯢ ꯑꯃꯅꯤ꯫ ꯃꯍꯥꯛ ꯑꯁꯤ ꯃꯅꯤꯄꯨꯔꯤ ꯃꯃꯤ ꯀꯨꯝꯍꯩꯒꯤ ꯏꯃꯨꯡ ꯃꯅꯨꯡꯅ ꯌꯥꯝꯅ ꯄꯥꯝꯕ ꯃꯃꯤꯔꯣꯏ ꯑꯃꯅꯤ ꯃꯔꯝꯗꯤ ꯃꯍꯥꯛꯅ ꯔꯥꯖ꯭ꯌ ꯑꯁꯤꯗ ꯅꯍꯥ ꯑꯣꯏꯔꯤꯕ ꯃꯃꯤꯔꯣꯏ ꯑꯌꯥꯝꯕꯅ ꯂꯩꯔꯤꯕ ꯂꯝꯕꯤꯁꯤꯡ ꯂꯥꯟꯊꯣꯛꯈ꯭ꯔꯦ꯫ ꯃꯍꯥꯛ ꯑꯁꯤ ꯃꯇꯝ ꯑꯃꯗ ꯃꯌꯥꯝꯅ ꯄꯥꯝꯅꯔꯝꯕ ꯃꯃꯤ ꯀꯨꯝꯍꯩ "ꯅꯣꯇꯤ ꯒꯔꯜ꯭ꯁ"ꯒꯤ ꯍꯩꯊꯣꯏ ꯁꯤꯡꯊꯣꯏꯔꯕ ꯁꯣꯅꯤꯌꯥ ꯍꯤꯖꯝꯅꯤ꯫ ꯃꯇꯝ ꯑꯗꯨꯒꯤ ꯑꯅꯧꯕ ꯏꯟꯈꯠꯂꯛꯂꯤꯕ ꯑꯉꯥꯡ ꯑꯌꯥꯝꯕꯅ ꯃꯃꯤ ꯀꯨꯝꯍꯩ ꯑꯗꯨ ꯈꯛꯇꯃꯛ ꯄꯥꯝꯈꯤ꯫ ꯃꯇꯝ ꯁꯥꯡꯅ ꯃꯍꯥꯛꯄꯨ ꯃꯍꯥꯛꯀꯤ ꯑꯁꯦꯡꯕ ꯃꯤꯡꯒꯤ ꯃꯍꯨꯠꯇ "ꯅꯣꯇꯤ ꯒꯔꯜꯁ ꯍꯤꯔꯣꯏꯅꯤ" ꯍꯥꯏꯅ ꯅꯤꯡꯁꯤꯡꯒꯅꯤ꯫ ꯁꯣꯅꯤꯌꯥꯒꯤ ꯑꯇꯣꯞꯄ ꯃꯃꯤ ꯀꯨꯝꯍꯩꯁꯤꯡꯒꯤ ꯃꯅꯨꯡꯗ ꯕꯦꯁ꯭ꯠ ꯐ꯭ꯔꯦꯟꯗ, ꯇꯦꯂꯪꯀꯥ ꯃꯃꯩ, ꯃꯃꯧꯗꯣ ꯍꯤꯟꯆꯥꯕꯤꯗꯣ, ꯂꯩꯕꯥꯛꯂꯩ ꯑꯁꯤꯅꯆꯤꯡꯕ ꯌꯥꯎꯔꯤ꯫ ꯁꯔꯆ ꯏꯟꯖꯤꯟ ꯑꯁꯤ ꯁꯦꯞꯇꯦꯝꯕꯔ ꯀꯨꯟ - ꯍꯨꯝꯗꯣꯏ, ꯂꯤꯁꯤꯡ ꯑꯃꯒ ꯆꯃꯥꯄꯜ ꯃꯔꯤꯐꯨꯇꯔꯥ ꯇꯔꯦꯠꯇ ꯍꯧꯗꯣꯛꯈꯤ, ꯑꯃꯁꯨꯡ ꯃꯣꯁꯀꯣꯗ ꯄꯥꯡꯊꯣꯛꯈꯤꯕ ꯁꯣꯐꯇꯨꯜ ꯑꯦꯛꯖꯤꯕꯤꯁꯟꯗ ꯎꯠꯈꯤ꯫ ꯏꯪ ꯁꯣꯛ ꯂꯤꯁꯤꯡ ꯑꯅꯤꯗ ꯌꯥꯟꯗꯦꯛꯁ ꯑꯁꯤ ꯑꯔꯀꯥꯗꯤ ꯚꯣꯂꯣꯖꯅ ꯁ꯭ꯇꯦꯟꯗꯂꯣꯟ ꯀꯝꯄꯦꯅꯤ ꯑꯃ ꯑꯣꯏꯅ ꯂꯤꯡꯈꯠꯈꯤ꯫ ꯏꯪ ꯁꯣꯛ ꯂꯤꯁꯤꯡ ꯑꯃꯒ ꯆꯃꯥꯄꯜ ꯃꯔꯤꯐꯨꯇꯔꯥ ꯅꯤꯄꯥꯜꯗ ꯌꯥꯟꯗꯦꯛꯁꯅ ꯃꯈꯣꯏꯒꯤ ꯁꯔꯆ ꯏꯟꯖꯤꯟꯗ ꯀꯟꯇꯦꯛꯁꯆꯨꯑꯦꯜ ꯑꯦꯗꯚꯔꯇꯥꯏꯖꯃꯦꯟꯠ ꯍꯧꯗꯣꯛꯈꯤ꯫ ꯏꯪ ꯁꯣꯛ ꯂꯤꯁꯤꯡ ꯑꯅꯤꯒ ꯃꯉꯥꯒꯤ ꯁꯦꯞꯇꯦꯝꯕꯔꯗ ꯃꯁꯤꯅ ꯌꯨꯀ꯭ꯔꯦꯟꯗ ꯑꯣꯐꯤꯁ ꯑꯃ ꯍꯥꯡꯗꯣꯛꯈꯤ ꯑꯃꯁꯨꯡ ꯍꯧꯗꯣꯛꯈꯤ꯫ ꯏꯪ ꯁꯣꯛ ꯂꯤꯁꯤꯡ ꯑꯅꯤ ꯇꯔꯦꯠꯇ ꯌꯥꯟꯗꯦꯛꯁꯅ ꯌꯨꯀ꯭ꯔꯦꯟꯒꯤ ꯃꯤꯑꯣꯏꯁꯤꯡꯒꯤ ꯗꯃꯛꯇ ꯁꯔꯆ ꯏꯟꯖꯤꯟ ꯑꯃ ꯄꯨꯊꯣꯛꯈꯤ꯫ ꯌꯥꯟꯗꯦꯛꯁꯅ ꯂꯤꯁꯤꯡ ꯑꯅꯤ ꯇꯔꯦꯠꯀꯤ ꯃꯦ ꯊꯥꯗ ꯀꯤꯌꯤꯚꯇ ꯃꯈꯣꯏꯒꯤ ꯗꯤꯕ꯭ꯂꯞꯃꯦꯟꯠ ꯁꯦꯟꯇꯔꯁꯨ ꯍꯥꯡꯗꯣꯛꯈꯤ꯫ ꯂꯤꯁꯤꯡ ꯑꯅꯤ ꯅꯤꯄꯥꯜꯗ ꯌꯥꯟꯗꯦꯛꯁꯅ ꯃꯁ꯭ꯀꯣ ꯗꯦꯇꯥ ꯁꯦꯟꯇꯔꯁꯤꯡ ꯑꯃꯁꯨꯡ ꯌꯨꯀ꯭ꯔꯦꯟꯒꯤ ꯌꯨꯀ꯭ꯔꯦꯟ ꯏꯟꯇꯔꯅꯦꯠ ꯑꯦꯛꯆꯦꯟꯖ ꯀꯤ ꯃꯔꯛꯇ ꯁꯔꯨꯛ ꯃꯉꯥ ꯍꯦꯟꯒꯠꯍꯟꯗꯨꯅ ꯌꯨꯀ꯭ꯔꯦꯟꯗ ꯃꯈꯣꯏꯒꯤ ꯂꯩꯐꯝ ꯍꯦꯟꯒꯠꯍꯟꯈꯤ꯫ ꯂꯤꯁꯤꯡ ꯑꯅꯤ ꯃꯥꯄꯜꯗꯒꯤ ꯁꯔꯚꯤꯁ ꯄꯨꯝꯅꯃꯛ ꯌꯨꯀ꯭ꯔꯦꯟꯒꯤ ꯀꯩꯊꯦꯜꯒꯤꯗꯃꯛ ꯂꯣꯀꯦꯂꯥꯏꯖ ꯇꯧꯈꯤ꯫ ꯂꯤꯁꯤꯡ ꯑꯅꯤ ꯇꯔꯥꯗ ꯌꯥꯟꯗꯦꯛꯁꯅ ꯌꯨꯀ꯭ꯔꯦꯟꯒꯤ ꯃꯤꯑꯣꯏꯁꯤꯡꯒꯤꯗꯃꯛꯇ ꯃꯈꯣꯏꯒꯤ " ꯄꯣꯜꯇꯥꯚꯥ " ꯁꯔꯆ ꯏꯟꯖꯤꯟ ꯑꯦꯜꯒꯣꯔꯤꯊꯝ ꯍꯧꯗꯣꯛꯈꯤ꯫ ꯃꯁꯤꯒꯤ ꯃꯦꯇ꯭ꯔꯤꯛ ꯅꯦꯠ ꯇꯦꯛꯅꯣꯂꯣꯖꯤꯗ ꯌꯨꯝꯐꯝ ꯑꯣꯏꯈꯤ꯫ ꯖꯨꯟ ꯀꯨꯟ, ꯂꯤꯁꯤꯡ ꯑꯅꯤ ꯅꯤꯄꯥꯥꯜꯗ ꯃꯁꯤꯅ "ꯁꯔꯆ ꯑꯃꯁꯨꯡ ꯑꯦꯗꯚꯔꯇꯥꯏꯖꯃꯦꯟꯠ ꯇꯦꯛꯅꯣꯂꯣꯖꯤꯗ ꯑꯅꯧꯕ ꯄꯨꯊꯣꯛꯄ" ꯌꯣꯛꯈꯠꯅꯕ ꯄꯥꯟꯗꯝ ꯊꯝꯂꯒ ꯁꯤꯂꯤꯀꯣꯟ ꯚꯦꯂꯤꯗ ꯌꯥꯟꯗꯦꯛꯁ ꯂꯦꯕꯁꯤꯡ ꯂꯤꯡꯈꯠꯅꯕ ꯂꯥꯎꯊꯣꯛꯈꯤ꯫ ꯀꯦꯕꯜ ꯅ꯭ꯌꯨꯁ ꯅꯦꯠꯋ꯭ꯔꯛꯅ ꯂꯤꯁꯤꯡ ꯑꯅꯤ ꯀꯨꯟ ꯅꯤꯊꯣꯢꯒꯤ ꯃꯥꯔꯆꯇ ꯃꯁꯤꯃꯁꯨ ꯔꯤꯄꯣꯔꯠ ꯇꯧꯈꯤ ꯃꯗꯨꯗꯤ ꯌꯥꯟꯗꯦꯛꯁꯅ ꯔꯨꯁꯤꯌꯥꯗ ꯊꯝꯂꯤꯕ ꯑꯊꯤꯡꯕꯁꯤꯡ ꯑꯁꯤꯅ ꯃꯔꯝ ꯑꯣꯏꯗꯨꯅ ꯃꯈꯣꯏꯒꯤ ꯁꯦꯟꯗꯣꯏꯁꯤꯡ ꯑꯗꯨ ꯄꯤꯕ ꯉꯝꯗꯕ ꯌꯥꯏ ꯍꯥꯏꯅ ꯆꯦꯛꯁꯤꯟꯋꯥ ꯄꯤꯈꯤ꯫ ꯄꯣꯠꯊꯣꯛꯁꯤꯡ ꯑꯃꯁꯨꯡ ꯁꯔꯕꯤꯁꯁꯤꯡ ꯂꯤꯁꯤꯡ ꯑꯅꯤꯒ ꯑꯃꯗ ꯀꯝꯄꯦꯅꯤ ꯑꯁꯤꯅ ꯌꯥꯟꯗꯦꯛꯁ ꯍꯧꯗꯣꯛꯈꯤ꯫ ꯗꯥꯏꯔꯦꯛꯠ ꯑꯣꯟꯂꯥꯏꯟ ꯑꯦꯗꯚꯔꯇꯥꯏꯖꯃꯦꯟꯠ ꯅꯦꯠꯋ꯭ꯔꯛ ꯂꯤꯁꯤꯡ ꯑꯅꯤ ꯃꯥꯄꯜꯒꯤ ꯖꯅꯨꯋꯥꯔꯤꯗ ꯃꯣꯖꯤꯂꯥ ꯐꯥꯏꯔꯐꯣꯛꯁ ꯑꯍꯨꯝ ꯄꯣꯏꯟꯠ ꯃꯉꯥ, ꯒꯨꯒꯜꯒꯤ ꯃꯍꯨꯠꯇ ꯔꯁꯤꯌꯥꯟ ꯂꯣꯟꯒꯤ ꯕꯤꯜꯗꯁꯤꯡꯒꯤ ꯗꯤꯐꯣꯜꯠ ꯁꯔꯆ ꯄ꯭ꯔꯣꯚꯥꯏꯗꯔ ꯑꯣꯏꯅ ꯌꯥꯟꯗꯦꯛꯁ ꯁꯤꯖꯤꯟꯅꯈꯤ꯫ ꯂꯤꯁꯤꯡ ꯑꯅꯤꯒ ꯃꯥꯄꯜꯒꯤ ꯑꯒꯁꯇ ꯀꯝꯄꯦꯅꯤ ꯑꯁꯤꯅ ꯃꯁꯤꯒꯤ ꯁꯔꯆ ꯔꯤꯖꯜꯠꯁꯤꯡꯗ ꯐ꯭ꯔꯤ ꯂꯤꯒꯦꯜ ꯃ꯭ꯌꯨꯖꯤꯛꯀꯤ ꯄ꯭ꯂꯦꯌꯔ ꯑꯃ ꯌꯥꯎꯍꯟꯈꯤ꯫ ꯂꯤꯁꯤꯡ ꯑꯅꯤꯒ ꯇꯔꯥꯒꯤ ꯃꯦ ꯇꯔꯥꯃꯥꯄꯜꯗ ꯃꯁꯤꯅ ꯏꯪꯂꯤꯁ ꯈꯛꯇꯒꯤ ꯑꯣꯏꯕ ꯋꯦꯕ ꯁꯔꯆ ꯏꯟꯖꯤꯟ ꯑꯃ ꯍꯧꯗꯣꯛꯈꯤ꯫ ꯂꯤꯁꯤꯡ ꯑꯅꯤꯒ ꯇꯔꯥ ꯍꯨꯝꯗꯣꯏꯒꯤ ꯃꯥꯔꯆꯇ ꯀꯝꯄꯦꯅꯤ ꯑꯁꯤꯅ ꯃꯁꯤꯒꯤ ꯂꯣꯟ ꯍꯟꯗꯣꯛꯄꯒꯤ ꯃꯣꯕꯥꯏꯜ ꯑꯦꯞꯇ ꯏꯪꯂꯤꯁ ꯌꯨꯖꯔ ꯏꯟꯇꯔꯐꯦꯁ ꯑꯃ ꯍꯥꯞꯆꯤꯜꯂꯛꯈꯤ꯫